ꯎꯃꯪꯗꯥ ꯂꯩꯕꯥ ꯎꯆꯦꯛ ꯑꯃꯒꯤ ꯃꯔꯃꯗꯥ ꯋꯥꯔꯤ ꯑꯃꯥ ꯏꯕꯤꯌꯨ꯫ ꯃꯇꯝ ꯑꯃꯗ ꯏꯃꯔꯖꯦꯟꯁꯤ ꯎꯃꯪ ꯑꯃꯒꯤ ꯃꯅꯨꯡꯗ ꯌꯥꯝꯅ ꯂꯨꯕ ꯃꯐꯝ ꯑꯃꯗ ꯎꯃꯪꯗꯥ ꯆꯠꯊꯣꯛ-ꯆꯠꯁꯤꯟ ꯇꯧꯕꯥ ꯑꯆꯧꯕꯥ ꯑꯉꯧꯕꯥ ꯎꯆꯦꯛ ꯑꯃ ꯂꯩꯔꯝꯃꯤ꯫ ꯃꯍꯥꯛꯀꯤ ꯃꯆꯨ ꯑꯗꯨ ꯐꯤꯔꯣꯜꯒꯨꯝꯅ ꯇꯔꯨ ꯇꯅꯥꯟꯕ ꯑꯣꯏꯈꯤ ꯃꯍꯥꯛꯀꯤ ꯃꯃꯤꯠꯁꯤꯡ ꯑꯗꯨ ꯅꯨꯡꯁꯤꯅ ꯑꯃꯁꯨꯡ ꯂꯧꯁꯤꯡ ꯂꯩ ꯑꯃꯁꯨꯡ ꯃꯍꯥꯛꯀꯤ ꯈꯣꯡꯊꯥꯡ ꯑꯗꯨ ꯊꯧꯅꯥ ꯐꯕ ꯑꯃꯁꯨꯡ ꯇꯝꯊꯤꯕꯥ ꯑꯣꯏꯈꯤ꯫ ꯎꯃꯪ ꯑꯁꯤ ꯎꯃꯪꯒꯤ ꯖꯤꯕ ꯄꯨꯝꯅꯃꯛꯅ ꯈꯪꯅꯔꯝꯃꯤ ꯃꯔꯝꯗꯤ ꯃꯍꯥꯛ ꯃꯄꯥꯡꯒꯜ ꯀꯟꯕ ꯃꯤꯁꯛ ꯑꯃꯒꯨꯝ ꯂꯩꯔꯝꯃꯤ꯫ ꯑꯌꯨꯛꯇ ꯃꯍꯥꯛꯅ ꯅꯨꯃꯤꯠꯀꯤ ꯃꯉꯥꯜꯅ ꯊꯜꯂꯕ ꯂꯝꯗꯝꯁꯤꯡꯗ ꯂꯝꯕꯤ ꯆꯠꯂꯝꯃꯤ ꯑꯗꯨꯒ ꯑꯌꯨꯛꯇ ꯃꯍꯥꯛꯅ ꯑꯆꯧꯕ ꯑꯦꯗꯚꯦꯟꯆꯔꯁꯤꯡꯒꯤ ꯃꯪꯂꯥꯟ ꯄꯣꯛꯍꯟꯗꯨꯅ ꯇꯔꯥꯝꯅ ꯑꯣꯛꯄꯒꯤ ꯃꯑꯣꯡꯗ ꯌꯦꯡꯂꯝꯃꯤ꯫ ꯅꯨꯃꯤꯠ ꯑꯃꯗ ꯅꯣꯡꯖꯨ ꯊꯥ ꯂꯥꯛꯄꯒ ꯂꯣꯢꯅꯅ ꯄꯥꯝꯕꯤꯁꯤꯡ ꯑꯗꯨ ꯁꯅꯥꯒꯤ ꯇꯛꯀꯥꯃꯥꯟ ꯑꯣꯏꯔꯛꯄꯒ ꯂꯣꯢꯅꯅꯥ ꯎꯃꯪꯒꯤ ꯊꯝꯃꯣꯢꯒꯤ ꯃꯅꯨꯡꯗ ꯌꯥꯝꯅ ꯂꯨꯅ ꯂꯣꯠꯇꯨꯅ ꯂꯩꯔꯤꯕ ꯑꯉꯛꯄ ꯂꯟ ꯑꯃꯒꯤ ꯅꯨꯡꯁꯤꯠꯇꯥ ꯍꯨꯔꯥꯟꯕ ꯇꯥꯈꯤ꯫ ꯑꯦꯗꯚꯦꯟꯆꯔꯒꯤ ꯄ꯭ꯔꯣꯁꯄꯦꯛꯇ ꯑꯗꯨꯅꯥ ꯄꯨꯛꯅꯤꯡ ꯊꯧꯒꯠꯂꯗꯨꯅꯥ ꯑꯆꯧꯕꯥ ꯎꯆꯦꯛ ꯑꯗꯨ ꯑꯃꯨꯛ ꯍꯟꯅꯥ ꯆꯠꯈꯤ꯫ ꯃꯍꯥꯛ ꯂꯝꯗꯝꯁꯤꯡ ꯑꯃꯁꯨꯡ ꯂꯝꯗꯝꯁꯤꯡꯒꯤ ꯃꯊꯛꯇ ꯇꯨꯔꯦꯜꯁꯤꯡ ꯂꯥꯟꯊꯣꯛꯇꯨꯅ ꯑꯃꯁꯨꯡ ꯑꯔꯣꯏꯕꯗ ꯑꯔꯤꯕ ꯑꯣꯛꯀꯤ ꯎꯄꯥꯜ ꯑꯃꯒꯤ ꯃꯃꯥꯡꯗ ꯂꯦꯞꯈꯤ꯫ ꯑꯣꯛ ꯄꯥꯝꯕꯤ ꯑꯗꯨ ꯅꯨꯡꯁꯤꯠꯀꯤ ꯃꯇꯨꯡ ꯏꯟꯅ ꯑꯔꯤꯕ ꯑꯃꯁꯨꯡ ꯑꯇꯤꯌꯥꯒꯨꯝꯅ ꯋꯥꯡꯏ ꯃꯐꯝ ꯑꯗꯨꯗ ꯃꯗꯨꯒꯤ ꯃꯔꯨꯝꯗ ꯊꯨꯡꯂꯔꯕ ꯃꯇꯨꯡꯗ ꯎꯆꯦꯛ ꯑꯗꯨꯅ ꯃꯍꯥꯛꯅ ꯊꯝꯖꯤꯟꯈꯤꯕ ꯂꯟ ꯑꯗꯨ ꯐꯪꯈꯤ꯫ ꯑꯗꯨꯕꯨ ꯃꯍꯥꯛꯅ ꯐꯪꯈꯤꯕ ꯁꯅꯥ ꯁꯤꯡ ꯅꯠꯇꯦ ꯃꯁꯤ ꯌꯥꯝꯅ ꯍꯦꯟꯅ ꯃꯃꯜ ꯂꯩꯕꯥ ꯄꯣꯠꯁꯛ ꯑꯃꯅꯤ꯫ ꯃꯁꯤ ꯎꯃꯪꯒꯤ ꯊꯃꯣꯏꯅꯤ ꯎꯃꯪꯗꯥ ꯂꯩꯔꯤꯕꯥ ꯄꯨꯟꯁꯤ ꯄꯨꯝꯅꯃꯛ ꯍꯧꯔꯛꯈꯤꯕ ꯃꯐꯝ ꯑꯗꯨꯅꯤ ꯂꯥꯛꯀꯗꯧꯔꯤꯕꯥ ꯃꯤꯔꯣꯜ ꯀꯌꯥꯗ ꯎꯃꯪ ꯑꯁꯤꯕꯨ ꯍꯤꯡꯍꯟꯗꯨꯅ ꯊꯝꯒꯗꯕ ꯃꯦꯖꯤꯛ ꯑꯃꯁꯨꯡ ꯑꯉꯛꯄꯒꯤ ꯍꯧꯔꯛꯐꯝ ꯑꯃꯅꯤ꯫ ꯂꯟ-ꯊꯨꯝ ꯑꯁꯤ ꯂꯧꯊꯣꯛꯅꯕ ꯅꯠꯇꯦ ꯃꯗꯨꯒꯤ ꯃꯍꯨꯠꯇ ꯉꯥꯛꯊꯣꯛꯅꯕ ꯁꯦꯝꯈꯤꯕꯅꯤ ꯍꯥꯢꯕꯁꯤ ꯎꯆꯦꯛ ꯑꯗꯨꯅ ꯈꯪꯂꯝꯃꯤ꯫ ꯑꯗꯨꯒ ꯃꯔꯝ ꯑꯁꯤꯅ ꯃꯍꯥꯛꯅ ꯎꯃꯪꯒꯤ ꯊꯝꯃꯣꯢꯕꯨ ꯉꯥꯛꯅꯕ ꯋꯥꯁꯛꯈꯤ ꯃꯗꯨꯅ ꯃꯔꯝ ꯑꯣꯏꯔꯒ ꯃꯁꯤꯒꯤ ꯃꯦꯖꯤꯛ ꯑꯁꯤ ꯃꯈꯥ ꯇꯥꯅ ꯍꯦꯟꯅ ꯆꯦꯛꯁꯤꯜꯂꯒꯅꯤ ꯑꯃꯁꯨꯡ ꯎꯃꯪ ꯑꯁꯤ ꯃꯇꯝ ꯄꯨꯝꯅꯃꯛꯇ ꯐꯖꯕ ꯑꯃꯁꯨꯡ ꯑꯉꯛꯄ ꯃꯐꯝ ꯑꯃ ꯑꯣꯏꯔꯒꯅꯤ꯫ ꯃꯗꯨꯒ ꯂꯣꯢꯅꯅ ꯑꯆꯧꯕ ꯑꯉꯧꯕ ꯎꯆꯦꯛ ꯑꯗꯨꯅ ꯃꯍꯥꯛꯀꯤ ꯈꯣꯡꯆꯠ ꯑꯗꯨ ꯃꯈꯥ ꯆꯠꯊꯈꯤ ꯃꯇꯝ ꯄꯨꯝꯅꯃꯛꯇ ꯌꯦꯡꯁꯤꯟꯕꯤꯕ ꯃꯇꯝ ꯄꯨꯝꯅꯃꯛꯇ ꯊꯥꯖꯕ ꯌꯥꯕ ꯎꯃꯪꯒꯤ ꯅꯣꯜꯂꯨꯛꯄ ꯉꯥꯛꯁꯦꯜ ꯂꯥꯟꯃꯤ ꯑꯃꯥ ꯑꯣꯏꯅ꯫ ꯍꯛꯆꯥꯡ ꯐꯅ ꯂꯩꯅꯕ ꯄꯥꯝꯕꯩꯁꯤꯡꯒꯤ ꯈꯨꯗꯝ ꯑꯍꯨꯝ ꯄꯤꯌꯨ꯫ ꯍꯛꯆꯥꯡ ꯁꯥꯖꯦꯜ ꯇꯧꯕꯥ: ꯆꯥꯡ ꯅꯥꯏꯅ ꯍꯛꯆꯥꯡ ꯁꯥꯖꯦꯜ ꯇꯧꯕꯥ ꯍꯥꯢꯕꯁꯤ ꯍꯛꯆꯥꯡ ꯐꯅꯥ ꯂꯩꯅꯕꯒꯤ ꯈ꯭ꯋꯥꯏꯗꯒꯤ ꯐꯕ ꯄꯥꯝꯕꯩꯁꯤꯡꯒꯤ ꯃꯅꯨꯡꯗ ꯑꯃꯅꯤ꯫ ꯑꯦꯛꯁꯔꯁꯥꯏꯖ ꯇꯧꯕꯅ ꯅꯍꯥꯛꯀꯤ ꯃꯁꯜꯁꯤꯡ ꯃꯄꯥꯡꯒꯜ ꯀꯟꯈꯠꯍꯜꯂꯤ ꯍꯥꯔꯇꯀꯤ ꯍꯛꯁꯦꯜ ꯐꯒꯠꯍꯜꯂꯤ ꯑꯃꯁꯨꯡ ꯅꯍꯥꯛꯀꯤ ꯑꯦꯅꯔꯖꯤꯒꯤ ꯆꯥꯡ ꯍꯦꯟꯒꯠꯍꯜꯂꯤ꯫ ꯅꯍꯥꯛꯅ ꯅꯨꯡꯉꯥꯏꯕ ꯃꯈꯜ ꯀꯌꯥꯒꯤ ꯊꯕꯛ ꯊꯧꯔꯝꯁꯤꯡ ꯍꯥꯢꯕꯗꯤ ꯈꯣꯡꯅꯥ ꯆꯠꯄ ꯂꯝꯕꯤ ꯆꯠꯄꯥ, ꯁꯥꯏꯀꯜ ꯊꯧꯕꯥ, ꯇꯨꯝꯕꯥ ꯅꯠꯇ꯭ꯔꯒ ꯅꯥꯠꯀꯤ ꯑꯣꯏꯕ ꯊꯧꯔꯝꯁꯤꯡ ꯈꯟꯕꯤꯕ ꯌꯥꯏ꯫ ꯕꯦꯂꯦꯟꯁ ꯗꯥꯏꯠ: ꯃꯅꯥ-ꯃꯁꯤꯡ, ꯎꯍꯩ-ꯋꯥꯍꯩ, ꯍꯣꯜ ꯒ꯭ꯔꯦꯟ, ꯂꯦꯡ-ꯑꯣꯠꯄꯒꯤ ꯄ꯭ꯔꯣꯇꯤꯟ ꯑꯃꯁꯨꯡ ꯍꯛꯁꯦꯜ ꯐꯕ ꯐꯦꯠꯁꯤꯡ ꯌꯥꯝꯅ ꯌꯥꯎꯕ ꯕꯦꯂꯦꯟꯁ ꯗꯥꯏꯠ ꯑꯃ ꯆꯥꯕ ꯍꯥꯢꯕꯁꯤ ꯑꯐꯕ ꯍꯛꯁꯦꯜꯒꯤꯗꯃꯛ ꯌꯥꯝꯅ ꯃꯔꯨꯑꯣꯏ꯫ ꯆꯤꯟꯖꯥꯛꯁꯤꯡ ꯑꯁꯤꯅ ꯃꯄꯥꯡꯒꯜ ꯀꯟꯕ ꯁꯔꯨ , ꯃꯁꯜ ꯑꯃꯁꯨꯡ ꯑꯣꯔꯒꯥꯟꯁꯤꯡ ꯊꯝꯕꯗ ꯃꯇꯦꯡ ꯄꯥꯡꯂꯤꯕ ꯇꯉꯥꯏꯐꯗꯕ ꯃꯆꯤꯟꯖꯥꯛꯁꯤꯡ ꯄꯤꯔꯤ ꯑꯃꯁꯨꯡ ꯀ꯭ꯔꯣꯅꯤꯛ ꯂꯥꯢꯅꯁꯤꯡꯒꯤ ꯅꯕꯒꯤ ꯆꯥꯡ ꯍꯟꯊꯍꯜꯂꯤ꯫ ꯁ꯭ꯇꯔꯦꯁ ꯃꯦꯅꯦꯖꯃꯦꯟꯇ: ꯁꯇ꯭ꯔꯦꯁ ꯑꯁꯤ ꯄꯨꯟꯁꯤꯒꯤ ꯅꯣꯔꯃꯦꯜ ꯑꯣꯏꯕ ꯁꯔꯨꯛ ꯑꯃꯅꯤ ꯑꯗꯨꯕꯨ ꯁꯇ꯭ꯔꯦꯁ ꯌꯥꯝꯅ ꯂꯩꯕꯅꯥ ꯅꯍꯥꯛꯀꯤ ꯍꯛꯁꯦꯜꯗ ꯑꯀꯥꯢꯕ ꯄꯤꯕꯥ ꯌꯥꯏ꯫ ꯁꯇ꯭ꯔꯦꯁ ꯃꯦꯅꯦꯖ ꯇꯧꯅꯕꯒꯤ ꯏꯐꯦꯛꯇꯤꯚ ꯑꯣꯏꯕ ꯃꯑꯣꯡ ꯈꯔꯗꯤ ꯔꯤꯂꯦꯛꯁꯟ ꯇꯦꯛꯅꯤꯛꯁꯤꯡ ꯍꯥꯢꯕꯗꯤ ꯃꯦꯗꯤꯇꯦꯁꯟ, ꯁꯣꯔ ꯁꯥꯡꯅ ꯍꯣꯟꯕ ꯅꯠꯇ꯭ꯔꯒ ꯌꯣꯒꯥ ꯑꯁꯤꯅꯆꯤꯡꯕ ꯄ꯭ꯔꯦꯛꯇꯤꯁ ꯇꯧꯕꯥ ꯆꯥꯡ ꯅꯥꯏꯅ ꯍꯛꯆꯥꯡ ꯁꯥꯖꯦꯜ ꯇꯧꯕꯥ ꯑꯃꯁꯨꯡ ꯑꯗꯣꯝꯗ ꯅꯨꯡꯉꯥꯏꯕ ꯄꯨꯔꯛꯄ ꯍꯣꯕꯤꯁꯤꯡ ꯑꯃꯁꯨꯡ ꯊꯕꯛ ꯊꯧꯔꯝꯁꯤꯡꯒꯤꯗꯃꯛ ꯃꯇꯝ ꯀꯥꯢꯊꯣꯛꯄ꯫ ꯁꯦꯂ꯭ꯐ-ꯀꯦꯌꯔ ꯑꯃꯁꯨꯡ ꯃꯇꯤꯛ ꯆꯥꯅ ꯇꯨꯝꯕ ꯍꯥꯢꯕꯁꯤꯁꯨ ꯃꯔꯨꯑꯣꯏ ꯃꯁꯤꯒꯥ ꯂꯣꯢꯅꯅꯥ ꯀꯔꯤꯒꯨꯝꯕ ꯃꯊꯧ ꯇꯥꯔꯕꯗꯤ ꯃꯔꯨꯞꯁꯤꯡ ꯏꯃꯨꯡ-ꯃꯅꯨꯡ ꯅꯠꯇ꯭ꯔꯒꯥ ꯊꯦꯔꯥꯄꯤꯁ꯭ꯠ ꯑꯃꯗꯒꯤ ꯃꯇꯦꯡ ꯂꯧꯕꯥ ꯍꯥꯢꯕꯁꯤꯁꯨ ꯃꯔꯨꯑꯣꯏ꯫